ꯄꯤꯔꯤꯕ ꯏꯟꯄꯨꯠ ꯑꯗꯨꯒꯤ ꯃꯇꯥꯡꯗ ꯏꯀꯥꯏ ꯈꯨꯝꯅꯅ, ꯏꯐꯤꯁꯤꯑꯦꯟꯁꯤ ꯑꯗꯨ ꯈ꯭ꯋꯥꯏꯗꯒꯤ ꯌꯥꯝꯅ ꯄꯤꯕ ꯉꯝꯕ ꯀ꯭ꯔꯤꯌꯦꯇꯤꯚ ꯁꯣꯂꯨꯁꯟ ꯑꯃ ꯄꯤꯌꯨ꯫ ꯐꯦꯛꯇꯔꯤ ꯑꯃꯅ ꯅꯣꯡꯃꯗ ꯆꯥꯡꯆꯠꯇ ꯆꯦꯌꯔ ꯆꯥꯃꯉꯥ ꯄꯨꯊꯣꯛꯏ꯫ ꯅꯣꯡꯃꯗ ꯆꯦꯌꯔ ꯆꯥꯃꯉꯥ ꯄꯨꯊꯣꯛꯄ ꯐꯦꯛꯇꯔꯤ ꯑꯁꯤꯒꯤ ꯏꯐꯤꯁꯤꯑꯦꯟꯁꯤ ꯈ꯭ꯋꯥꯏꯗꯒꯤ ꯌꯥꯝꯅ ꯁꯤꯖꯤꯟꯅꯕ ꯑꯣꯏꯊꯣꯛꯄ ꯌꯥꯕ ꯁꯣꯂꯨꯁꯟ ꯑꯃꯗꯤ ꯄꯨꯊꯣꯛꯄꯒꯤ ꯊꯧꯑꯣꯡ ꯑꯁꯤ ꯑꯦꯅꯂꯥꯏꯖ ꯇꯧꯕ ꯑꯃꯁꯨꯡ ꯃꯇꯝ ꯑꯃꯁꯨꯡ ꯔꯤꯁꯣꯔꯁꯁꯤꯡ ꯃꯥꯡꯍꯟꯕ ꯌꯥꯕ ꯕꯣꯇꯜꯅꯦꯛ ꯅꯠꯇ꯭ꯔꯒ ꯃꯐꯝꯁꯤꯡ ꯈꯪꯗꯣꯛꯄ ꯑꯁꯤ ꯑꯣꯏꯕ ꯌꯥꯏ꯫ ꯃꯁꯤꯗ ꯆꯦꯌꯔꯁꯤꯡ ꯁꯥꯕꯗ ꯁꯤꯖꯤꯟꯅꯔꯤꯕ ꯃꯦꯁꯤꯅꯔꯤ ꯑꯃꯁꯨꯡ ꯈꯨꯠꯂꯥꯏꯁꯤꯡ ꯌꯦꯡꯁꯤꯟꯕ ꯑꯃꯁꯨꯡ ꯃꯇꯝ ꯂꯣꯏꯔꯕ ꯅꯠꯇ꯭ꯔꯒ ꯃꯄꯨꯡ ꯐꯥꯅ ꯊꯕꯛ ꯇꯧꯗꯕ ꯑꯃꯠꯇ ꯑꯞꯗꯦꯠ ꯇꯧꯗꯕ ꯅꯠꯇ꯭ꯔꯒ ꯍꯣꯡꯗꯣꯛꯄ ꯌꯥꯎꯕ ꯌꯥꯏ꯫ ꯐꯦꯛꯇꯔꯤ ꯑꯁꯤꯅ ꯄꯨꯊꯣꯛꯄꯒꯤ ꯊꯧꯑꯣꯡꯒꯤ ꯈꯣꯡꯖꯦꯜ ꯑꯃꯁꯨꯡ ꯄ꯭ꯔꯤꯁꯤꯁꯟ ꯍꯦꯟꯒꯠꯍꯟꯅꯕ ꯑꯣꯇꯣꯃꯦꯁꯤꯟ ꯑꯃꯁꯨꯡ ꯔꯣꯕꯣꯇꯤꯛꯁ ꯁꯦꯜ ꯊꯥꯗꯕ ꯌꯥꯏ꯫ ꯈꯟꯅꯒꯗꯕꯥꯑꯇꯣꯞꯄ ꯃꯁꯛ ꯑꯃꯗꯤ ꯐꯦꯛꯇꯔꯤꯒꯤ ꯃꯅꯨꯡꯗ ꯃꯆꯥꯛꯁꯤꯡ ꯑꯃꯁꯨꯡ ꯂꯣꯏꯁꯤꯜꯂꯕ ꯄꯣꯠꯊꯣꯛꯁꯤꯡꯒꯤ ꯆꯠꯊꯣꯛ-ꯆꯠꯁꯤꯟ ꯑꯁꯤꯅꯤ꯫ ꯂꯣꯖꯤꯁ꯭ꯇꯤꯛꯁ ꯑꯃꯁꯨꯡ ꯁ꯭ꯇꯣꯔꯦꯖ ꯁꯤꯁꯇꯦꯝꯁꯤꯡ ꯁꯇ꯭ꯔꯤꯝꯂꯥꯏꯟ ꯇꯧꯕꯅ ꯐꯦꯛꯇꯔꯤꯒꯤ ꯑꯀꯣꯏꯕꯗ ꯄꯣꯠꯂꯝꯁꯤꯡ ꯆꯠꯊꯣꯛ-ꯆꯠꯁꯤꯟ ꯇꯧꯕꯒꯥ ꯃꯔꯤ ꯂꯩꯅꯕ ꯃꯇꯝ ꯑꯃꯁꯨꯡ ꯃꯃꯜ ꯍꯟꯊꯍꯟꯕ ꯉꯝꯒꯅꯤ꯫ ꯃꯁꯤꯒꯤ ꯃꯊꯛꯇ, ꯃꯇꯝ ꯆꯥꯅ ꯄ‌ꯣꯠ ꯄꯨꯊꯣꯛꯄꯒꯨꯝꯕ ꯂꯤꯟ ꯃꯦꯅ꯭ꯌꯨꯐꯦꯛꯆꯔꯤꯡ ꯄ꯭ꯔꯤꯟꯁꯤꯄꯥꯜꯁꯤꯡ ꯏꯝꯄ꯭ꯂꯤꯃꯦꯟꯇ ꯇꯧꯕꯅ ꯑꯃꯣꯠꯄ ꯍꯟꯊꯍꯟꯕꯗ ꯑꯃꯁꯨꯡ ꯏꯐꯤꯁꯤꯑꯦꯟꯁꯤ ꯐꯒꯠꯍꯟꯕꯗ ꯃꯇꯦꯡ ꯄꯥꯡꯒꯅꯤ꯫ ꯃꯁꯤꯗ ꯂꯣꯏꯁꯤꯜꯂꯕ ꯄꯣꯠꯊꯣꯛꯁꯤꯡ ꯅꯠꯇ꯭ꯔꯒ ꯔꯣ ꯃꯦꯇꯔꯤꯌꯦꯜꯁꯤꯡꯒꯤ ꯑꯆꯧꯕ ꯏꯟꯚꯦꯟꯇꯔꯤꯁꯤꯡ ꯈꯨꯠꯇ ꯊꯝꯕꯗꯒꯤ ꯃꯊꯧ ꯇꯥꯕ ꯃꯇꯝ ꯈꯛꯇꯗ ꯄꯣꯠꯂꯝꯁꯤꯡ ꯄꯨꯊꯣꯛꯄ ꯌꯥꯎꯏ꯫ ꯑꯔꯣꯏꯕꯗ, ꯍꯧꯖꯤꯛ ꯆꯠꯊꯔꯤꯕ ꯇ꯭ꯔꯦꯅꯤꯡ ꯑꯃꯁꯨꯡ ꯗꯤꯚꯦꯂꯞꯃꯦꯟꯇꯀꯤ ꯈꯨꯗꯣꯡꯆꯥꯕꯁꯤꯡ ꯄꯤꯗꯨꯅ ꯋ꯭ꯥꯔ꯭ꯛꯐꯣꯔꯁ ꯑꯗꯨ ꯑꯣꯞꯇꯤꯃꯥꯏꯖ ꯇꯧꯕꯒ ꯂꯣꯏꯅꯅ, ꯑꯋꯥꯡꯕ ꯄ꯭ꯔꯃ‌ꯣꯁꯟ ꯃꯅꯥ ꯄꯤꯅꯕ ꯏꯟꯁꯦꯟꯇꯤꯚ ꯄ꯭ꯔꯣꯒ꯭ꯔꯥꯝꯁꯤꯡ ꯏꯝꯄ꯭ꯂꯤꯃꯦꯟꯇ ꯇꯧꯕꯅ ꯏꯝꯄ꯭ꯂꯣꯌꯤꯁꯤꯡꯕꯨ ꯍꯦꯟꯅ ꯏꯐꯤꯁꯤꯑꯦꯟꯇ ꯑꯣꯏꯅ ꯑꯃꯁꯨꯡ ꯏꯐꯦꯛꯇꯤꯚ ꯑꯣꯏꯅ ꯊꯕꯛ ꯇꯧꯅꯕ ꯄꯨꯛꯅꯤꯡ ꯊꯧꯒꯠꯄ ꯉꯃꯒꯅꯤ꯫ ꯑꯣꯕꯖꯦꯛꯇ-ꯑꯣꯔꯤꯑꯦꯟꯇꯦꯗ ꯄ꯭ꯔꯣꯒ꯭ꯔꯥꯃꯤꯡ ꯄꯦꯔꯥꯗꯥꯏꯝꯒꯤ ꯀꯥꯟꯅꯕ ꯑꯗꯨ ꯁꯟꯗꯣꯛꯅ ꯇꯥꯛꯄꯤꯌꯨ꯫ ꯑꯣꯕꯖꯦꯛ-ꯑꯣꯔꯤꯑꯦꯟꯇꯦꯗ ꯄ꯭ꯔꯣꯒ꯭ꯔꯥꯃꯤꯡ ꯍꯥꯢꯕꯁꯤ ꯐꯪꯁꯟ ꯑꯃꯁꯨꯡ ꯂꯣꯖꯤꯛꯀꯤ ꯃꯍꯨꯠꯇ ꯗꯦꯇꯥ, ꯅꯠꯇ꯭ꯔꯒ ꯑꯣꯕꯖꯦꯛꯁꯤꯡꯒꯤ ꯑꯀꯣꯏꯕꯗ ꯁꯣꯐꯋꯥꯌꯔ ꯗꯤꯖꯥꯏꯟ ꯑꯣꯔꯒꯥꯅꯥꯏꯖ ꯇꯧꯕ ꯄ꯭ꯔꯣꯒ꯭ꯔꯥꯃꯤꯡ ꯄꯦꯔꯥꯗꯥꯏꯝ ꯑꯃꯅꯤ꯫ ꯑꯣꯕꯖꯦꯛ ꯑꯃꯕꯨ ꯑꯈꯟꯅꯕ ꯑꯦꯠꯔꯤꯕꯤꯎꯇꯁꯤꯡ ꯑꯃꯁꯨꯡ ꯂꯝꯆꯠ-ꯁꯥꯖꯠ ꯂꯩꯕ ꯗꯦꯇꯥ ꯐꯥꯜꯗ ꯑꯃ ꯑꯣꯏꯅ ꯊꯤꯖꯤꯟꯕ ꯌꯥꯏ꯫ ꯁꯣꯐꯋꯥꯌꯔ ꯁꯦꯞꯒꯠꯄ ꯃꯇꯝꯗ ꯑꯣꯕꯖꯦꯛ ꯑꯣꯔꯤꯌꯦꯟꯇꯦꯠ ꯄ꯭ꯔꯣꯒ꯭ꯔꯥꯃꯤꯡ ꯒꯤ ꯄꯦꯔꯥꯗꯥꯏꯝ ꯁꯤꯖꯤꯟꯅꯕꯒꯤ ꯀꯥꯟꯅꯕ ꯀꯌꯥ ꯂꯩ: ꯑꯃꯨꯛ ꯍꯟꯅ ꯁꯤꯖꯤꯟꯅꯕ ꯌꯥꯕ: ꯑꯣꯕꯖꯦꯛ ꯑꯣꯔꯤꯌꯦꯟꯇꯦꯠ ꯄ꯭ꯔꯣꯒ꯭ꯔꯥꯃꯤꯡ ꯅ ꯏꯟꯍꯦꯔꯤꯇꯦꯁꯟ ꯑꯃꯁꯨꯡ ꯄꯣꯂꯤꯃꯔꯐꯤꯖꯝꯒꯤ ꯈꯨꯠꯊꯥꯡꯗ ꯀꯣꯗ ꯑꯃꯨꯛ ꯍꯟꯅ ꯁꯤꯖꯤꯟꯅꯕ ꯍꯦꯟꯒꯠꯍꯜꯂꯤ꯫ ꯃꯁꯤꯅ ꯇꯥꯛꯄꯗꯤ ꯄ꯭ꯔꯣꯒ꯭ꯔꯥꯃꯔ ꯑꯃꯅ ꯑꯅꯧꯕ ꯀꯣꯗ ꯑꯁꯤ ꯃꯃꯥꯡꯉꯩꯗꯒꯤ ꯏꯔꯛꯄꯒꯤ ꯃꯍꯨꯠꯇ, ꯍꯧꯖꯤꯛ ꯂꯩꯔꯤꯕ ꯀ꯭ꯂꯥꯁꯁꯤꯡꯗꯒꯤ ꯑꯦꯛꯁꯇꯦꯟꯗ ꯇꯧꯗꯨꯅ ꯑꯅꯧꯕ ꯐꯪꯁꯅꯦꯂꯤꯇꯤ ꯁꯦꯝꯕ ꯌꯥꯏ꯫ ꯑꯦꯟꯀꯦꯞꯁꯨꯂꯦꯁꯟ: ꯑꯣꯕꯖꯦꯛ ꯑꯣꯔꯤꯌꯦꯟꯇꯦꯠ ꯄ꯭ꯔꯣꯒ꯭ꯔꯥꯃꯤꯡ ꯅ ꯗꯦꯇꯥ ꯑꯃꯁꯨꯡ ꯂꯝꯆꯠ-ꯁꯥꯖꯠ ꯑꯁꯤ ꯃꯤꯑꯣꯏ ꯑꯃꯒꯤ ꯄꯣꯠꯆꯩꯁꯤꯡꯗ ꯑꯦꯟꯀꯦꯞꯁꯨꯂꯦꯠ ꯇꯧꯕꯒꯤ ꯈꯨꯗꯣꯡꯆꯥꯕ ꯄꯤꯔꯤ, ꯃꯁꯤꯅ ꯀꯣꯗ ꯑꯁꯤ ꯃꯦꯅꯦꯖ ꯇꯧꯕ ꯑꯃꯁꯨꯡ ꯁꯦꯟꯅꯕꯗ ꯂꯥꯏꯍꯜꯂꯤ꯫ ꯃꯁꯤꯅ ꯇꯥꯛꯄꯗꯤ ꯄꯣꯠꯁꯛ ꯑꯃꯗ ꯑꯍꯣꯡꯕ ꯂꯥꯛꯄꯅ ꯑꯇꯣꯞꯄ ꯄꯣꯠꯁꯤꯡꯗ ꯍꯛꯊꯦꯡꯅꯅ ꯁꯣꯛꯍꯜꯂꯣꯏ, ꯃꯁꯤꯅ ꯕꯥꯒꯁꯤꯡ ꯌꯥꯎꯍꯟꯕꯒꯤ ꯑꯣꯏꯊꯣꯛꯄ ꯍꯟꯊꯍꯟꯒꯅꯤ꯫